ꯋꯦꯕ ꯍꯣꯁꯇꯤꯡ ꯄ꯭ꯔꯣꯚꯥꯏꯗꯔ ꯑꯅꯤ ꯆꯥꯡꯗꯝꯅꯕ ꯑꯃꯁꯨꯡ ꯀꯟꯇꯦꯁꯇ꯭ ꯇꯧꯕ ꯑꯃꯁꯨꯡ ꯈ꯭ꯋꯥꯏꯗꯒꯤ ꯐꯕ ꯑꯣꯞꯁꯟ ꯑꯗꯨ ꯁꯖꯦꯁ ꯇꯧꯕ꯫ ꯗꯤꯖꯤꯇꯦꯜ ꯑꯣꯁꯤꯟ ꯑꯃꯁꯨꯡ ꯂꯤꯅꯣꯗ꯫ ꯗꯤꯖꯤꯇꯦꯜ ꯑꯣꯁꯤꯟ ꯑꯃꯁꯨꯡ ꯂꯤꯅꯣꯗ ꯑꯁꯤ ꯗꯤꯕꯦꯂꯞꯄꯔꯁꯤꯡ ꯑꯃꯁꯨꯡ ꯕꯤꯖꯤꯅꯦꯁꯁꯤꯡꯒꯤꯗꯃꯛꯇ ꯀ꯭ꯂꯥꯎꯗꯇꯥ ꯌꯨꯝꯐꯝ ꯑꯣꯏꯕ ꯍꯣꯁꯇꯤꯡ ꯁꯔꯕꯤꯁꯁꯤꯡ ꯄꯤꯔꯤꯕ ꯃꯤꯌꯥꯝꯅ ꯄꯥꯝꯅꯕ ꯋꯦꯕ ꯍꯣꯁꯇꯤꯡ ꯄ꯭ꯔꯣꯚꯥꯏꯗꯔ ꯑꯅꯤꯅꯤ꯫ ꯃꯈꯣꯏ ꯑꯅꯤꯃꯛ ꯌꯥꯝꯅꯥ ꯄꯥꯝꯅꯩ ꯑꯃꯁꯨꯡ ꯃꯥꯟꯅꯕꯥ ꯄꯣꯠꯊꯣꯛꯁꯤꯡ ꯄꯤꯔꯤ, ꯑꯗꯨꯕꯨ ꯃꯈꯣꯏꯒꯤ ꯃꯔꯛꯇ ꯃꯔꯨꯑꯣꯏꯕ ꯈꯦꯠꯅꯕ ꯈꯔꯁꯨ ꯂꯩꯔꯤ꯫ ꯗꯤꯖꯤꯇꯦꯜ ꯑꯣꯁꯤꯟ ꯑꯁꯤ ꯃꯁꯤꯒꯤ ꯂꯥꯏꯕꯛ ꯐꯕ ꯑꯃꯁꯨꯡ ꯌꯨꯖꯔ ꯐ꯭ꯔꯦꯟꯗꯂꯤ ꯑꯣꯏꯕꯒꯤꯗꯃꯛ ꯈꯪꯅꯩ, ꯃꯁꯤꯅꯥ ꯗꯤꯕꯦꯂꯄꯔꯁꯤꯡꯗꯥ ꯁꯔꯕꯤꯁ ꯁꯤꯡ ꯊꯨꯅ ꯁ꯭ꯄꯤꯟ ꯇꯧꯕ ꯑꯃꯁꯨꯡ ꯃꯈꯣꯏꯒꯤ ꯋꯦꯕ ꯍꯣꯁꯇꯤꯡ ꯃꯦꯅꯦꯖ ꯇꯧꯕꯗ ꯂꯥꯏꯍꯜꯂꯤ꯫ ꯃꯈꯣꯏꯅ ꯁꯔꯚꯔ ꯁꯥꯏꯖ ꯑꯣꯞꯁꯟꯁꯤꯡ ꯑꯃꯁꯨꯡ ꯐ꯭ꯂꯦꯛꯁꯤꯕꯜ ꯄ꯭ꯔꯥꯏꯁꯤꯡ ꯄ꯭ꯂꯥꯟꯁꯤꯡꯒꯤ ꯔꯦꯟꯖ ꯑꯃ ꯄꯤꯔꯤ, ꯃꯁꯤꯅꯥ ꯌꯨꯖꯔꯁꯤꯡꯅ ꯃꯊꯧ ꯇꯥꯕꯒꯤ ꯃꯇꯨꯡ ꯏꯟꯅ ꯐꯖꯅ ꯁ꯭ꯀꯦꯜ ꯇꯧꯕ ꯅꯠꯇ꯭ꯔꯒ ꯍꯟꯊꯍꯟꯕ ꯌꯥꯍꯜꯂꯤ꯫ ꯃꯁꯤꯒꯤ ꯃꯊꯛꯇꯥ, ꯗꯤꯖꯤꯇꯦꯜ ꯑꯣꯁꯤꯟꯗ ꯃꯇꯦꯡ ꯄꯥꯡꯒꯗꯕ ꯔꯤꯁꯣꯔꯁꯁꯤꯡ ꯑꯃꯁꯨꯡ ꯁꯄꯣꯔꯠ ꯄꯤꯔꯤꯕꯥ ꯑꯆꯧꯕ ꯑꯃꯁꯨꯡ ꯑꯦꯛꯇꯤꯕ ꯌꯨꯖꯔ ꯀꯝꯃ꯭ꯌꯨꯅꯤꯇꯤ ꯑꯃ ꯂꯩ꯫ ꯑꯃꯔꯣꯃꯗ, ꯂꯤꯅꯣꯗ ꯑꯁꯤ ꯑꯋꯥꯡꯕꯥ ꯊꯥꯛꯀꯤ ꯄꯔꯐꯣꯃꯦꯟꯁ ꯑꯃꯁꯨꯡ ꯊꯥꯖꯕ ꯌꯥꯕꯒꯤꯗꯃꯛ ꯈꯪꯅꯩ꯫ ꯃꯁꯤꯗ ꯕꯤꯖꯤꯅꯦꯁꯁꯤꯡꯒꯤꯗꯃꯛꯇꯥ ꯑꯋꯥꯡꯕꯥ ꯊꯥꯛꯀꯤ ꯏꯅꯐ꯭ꯔꯥꯁ꯭ꯇꯔꯛꯆꯔ ꯄꯤꯕꯗ ꯃꯤꯠꯌꯦꯡ ꯊꯝꯂꯤ꯫ ꯃꯈꯣꯏꯅ ꯃꯈꯣꯏꯒꯤ ꯌꯨꯖꯔꯁꯤꯡꯒꯤ ꯃꯊꯧ ꯇꯥꯕꯁꯤꯡ ꯑꯗꯨ ꯐꯪꯍꯟꯅꯕ ꯗꯦꯗꯤꯀꯦꯇꯦꯗ ꯁꯦꯟꯇ꯭ꯔꯦꯜ ꯄ꯭ꯔꯣꯁꯦꯁꯤꯡ ꯎꯅꯤꯠ ꯑꯃꯁꯨꯡ ꯒ꯭ꯔꯥꯐꯥꯛꯁ ꯄ꯭ꯔꯣꯁꯦꯁꯤꯡ ꯎꯅꯤꯠ ꯒꯤ ꯏꯟꯁꯇꯦꯟꯁꯁꯤꯡ ꯌꯥꯎꯅ ꯄ꯭ꯂꯥꯟ ꯑꯃꯁꯨꯡ ꯀꯟꯐꯤꯒ꯭ꯔꯦꯁꯟꯁꯤꯡꯒꯤ ꯄꯥꯛ ꯆꯥꯎꯔꯕꯥ ꯔꯦꯟꯖ ꯑꯃ ꯄꯤꯔꯤ꯫ ꯂꯤꯅꯣꯗꯅꯥ ꯑꯆꯦꯠꯄ ꯀꯁ꯭ꯇꯃꯔ ꯁꯄꯣꯔꯇꯁꯨ ꯄꯤꯔꯤ, ꯃꯁꯤꯗꯥ ꯄꯨꯡ ꯀꯨꯟꯃꯔꯤ ꯑꯃꯁꯨꯡ ꯇꯔꯦꯠ ꯐꯪꯒꯅꯤ ꯑꯃꯁꯨꯡ ꯑꯣꯟꯂꯥꯏꯟ ꯔꯤꯁꯣꯔꯁ ꯀꯌꯥ ꯑꯃ ꯄꯤꯔꯤ꯫ ꯃꯃꯜ ꯂꯦꯞꯄꯒꯤ ꯃꯇꯥꯡꯗ, ꯗꯤꯖꯤꯇꯦꯜ ꯑꯣꯁꯤꯟ ꯑꯃꯁꯨꯡ ꯂꯤꯅꯣꯗ ꯑꯅꯤꯃꯛꯅꯥ ꯀꯝꯄꯤꯇꯤꯇꯤꯕ ꯄ꯭ꯔꯥꯏꯁꯤꯡ ꯄꯤꯔꯤ, ꯃꯁꯤꯗꯥ ꯕꯦꯁꯤꯛ ꯁꯔꯚꯔ ꯀꯟꯐꯤꯒ꯭ꯔꯦꯁꯟꯁꯤꯡꯒꯤꯗꯃꯛꯇꯥ ꯊꯥ ꯑꯃꯗꯥ ꯗꯣꯂꯔ ꯃꯉꯥꯗꯒꯤ ꯍꯧꯔꯒ ꯄ꯭ꯂꯥꯟꯁꯤꯡ ꯂꯩ꯫ ꯑꯗꯨꯝ ꯑꯣꯏꯅꯃꯛ, ꯑꯀꯛꯅꯕ ꯃꯃꯜ ꯑꯃꯁꯨꯡ ꯂꯩꯔꯤꯕꯥ ꯑꯣꯞꯁꯟꯁꯤꯡ ꯑꯁꯤ ꯈꯦꯠꯅꯕ ꯌꯥꯏ, ꯃꯔꯝ ꯑꯗꯨꯅ ꯅꯍꯥꯛꯅ ꯈꯟꯅꯔꯤꯕ ꯄ꯭ꯂꯥꯟꯁꯤꯡꯒꯤ ꯑꯀꯛꯅꯕ ꯑꯀꯨꯞꯄ ꯃꯔꯣꯜꯁꯤꯡ ꯑꯗꯨ ꯆꯥꯡꯗꯝꯅꯕ ꯑꯁꯤ ꯌꯥꯝꯅꯥ ꯃꯔꯨꯑꯣꯏ꯫ ꯂꯣꯏꯁꯤꯜꯂꯛꯄꯗ, ꯗꯤꯖꯤꯇꯦꯜ ꯑꯣꯁꯤꯟ ꯑꯃꯁꯨꯡ ꯂꯤꯅꯣꯗ ꯑꯅꯤꯃꯛ ꯃꯥꯟꯅꯕ ꯑꯣꯐꯔꯁꯤꯡ ꯂꯩꯕ ꯑꯐꯕꯥ ꯋꯦꯕ ꯍꯣꯁꯇꯤꯡ ꯄ꯭ꯔꯣꯚꯥꯏꯗꯔꯁꯤꯡꯅꯤ꯫ ꯀꯔꯤꯒꯨꯝꯕ ꯅꯍꯥꯛꯅ ꯂꯥꯏꯅ ꯑꯃꯁꯨꯡ ꯁꯤꯖꯤꯟꯅꯕꯗ ꯂꯥꯏꯕ ꯑꯁꯤ ꯃꯔꯨ ꯑꯣꯏꯅ ꯂꯧꯔꯕꯗꯤ ꯗꯤꯖꯤꯇꯦꯜ ꯑꯣꯁꯤꯟ ꯑꯁꯤ ꯑꯆꯧꯕ ꯋꯥꯔꯦꯞ ꯑꯃꯅꯤ꯫ ꯀꯔꯤꯒꯨꯝꯕ ꯅꯍꯥꯛꯅ ꯍꯥꯏ-ꯄꯥꯔꯐꯣꯔꯃꯦꯟꯁ ꯑꯃꯁꯨꯡ ꯁꯛꯇꯤ ꯂꯩꯕ ꯏꯟꯐ꯭ꯔꯥꯁꯇ꯭ꯔꯛꯆꯔ ꯊꯤꯔꯕꯗꯤ, ꯂꯤꯅꯣꯗ ꯑꯁꯤ ꯅꯍꯥꯛꯀꯤꯗꯃꯛꯇ ꯍꯦꯟꯅꯥ ꯐꯕ ꯑꯣꯞꯁꯟ ꯑꯣꯏꯕ ꯌꯥꯏ꯫ ꯑꯔꯣꯏꯕꯗ, ꯈ꯭ꯋꯥꯏꯗꯒꯤ ꯐꯕ ꯈꯟꯅꯕꯁꯤ ꯅꯍꯥꯛꯀꯤ ꯃꯤꯑꯣꯏ ꯑꯃꯒꯤ ꯃꯊꯧ ꯇꯥꯕꯁꯤꯡ ꯁꯤꯡꯒꯤ ꯃꯈꯥ ꯄꯣꯜꯂꯤ꯫ ꯃꯤꯑꯣꯏ ꯑꯅꯤ ꯄꯤꯔꯒꯥ ꯃꯈꯣꯏꯒꯤ ꯃꯔꯛꯇ ꯋꯥꯔꯤ ꯁꯥꯅꯕ ꯁꯦꯝꯒꯠꯂꯨ꯫